ꯅꯍꯥꯛꯅꯥ ꯌꯦꯡꯈꯤꯕꯥ ꯑꯔꯣꯏꯕꯥ ꯐꯤꯂꯝ ꯑꯗꯨꯒꯤꯗꯃꯛ ꯐꯤꯂꯝ ꯔꯤꯚꯤꯌꯨ ꯑꯃꯥ ꯁꯦꯝꯃꯨ꯫ ꯄꯦꯔꯥꯁꯥꯏꯠ꯫ ꯗꯥꯏꯔꯦꯛꯇꯔ ꯕꯣꯡ ꯖꯨꯟ-ꯍꯣꯒꯤ ꯈ꯭ꯋꯥꯏꯗꯒꯤ ꯅꯧꯕꯥ ꯐꯤꯂꯝ ꯄꯦꯔꯥꯁꯥꯏꯠ ꯑꯁꯤ ꯁꯤꯅꯦꯃꯥꯒꯤ ꯃꯥꯁ꯭ꯇꯔꯄꯤꯁ ꯑꯃꯅꯤ꯫ ꯐꯤꯂꯝ ꯑꯁꯤꯅ ꯏꯃꯨꯡ ꯑꯅꯤꯒꯤ ꯋꯥꯔꯤ ꯂꯤꯔꯤ ꯑꯃꯅ ꯁꯦꯜ ꯌꯥꯝꯅ ꯇꯥꯟꯕ ꯑꯃꯁꯨꯡ ꯑꯃꯅ ꯍꯤꯡꯅꯕꯒꯤꯗꯃꯛ ꯂꯥꯟꯊꯦꯡꯅꯔꯤꯕ ꯃꯈꯣꯢꯒꯤ ꯄꯨꯟꯁꯤ ꯑꯁꯤ ꯊꯥꯖꯗꯕ ꯃꯑꯣꯡꯗ ꯌꯥꯎꯔꯤ꯫ ꯄ꯭ꯂꯣꯠ ꯑꯁꯤ ꯇ꯭ꯌꯨꯏꯁ ꯑꯃꯁꯨꯡ ꯇꯔꯟ ꯀꯌꯥꯅ ꯊꯜꯂꯕ ꯃꯐꯝ ꯄꯨꯝꯅꯃꯛꯇ ꯁꯣꯁꯤꯌꯦꯜ ꯀꯃꯦꯟꯇꯔꯤ ꯑꯃꯁꯨꯡ ꯁꯦꯇꯤꯌꯔꯒꯤ ꯂꯦꯌꯔꯁꯤꯡ ꯌꯥꯝꯅꯥ ꯊꯨꯅꯥ ꯌꯥꯡꯅꯥ ꯁꯦꯝꯈꯤ꯫ ꯐꯤꯂꯝ ꯑꯁꯤ ꯃꯤꯠꯌꯦꯡꯗ ꯌꯦꯡꯕꯗ ꯌꯥꯝꯅ ꯅꯨꯡꯉꯥꯏꯕ ꯑꯃꯅꯤ ꯁꯣꯠꯊꯔꯕ ꯈꯨꯗꯤꯡꯃꯛ ꯑꯁꯤ ꯑꯀꯛꯅꯕ ꯋꯥꯈꯜ ꯅꯠꯇ꯭ꯔꯒ ꯏꯃꯣꯁꯟ ꯑꯃ ꯐꯣꯡꯗꯣꯛꯅꯕ ꯆꯦꯛꯁꯤꯟꯅꯥ ꯁꯦꯝꯈꯤꯕꯅꯤ꯫ ꯑꯦꯛꯇꯤꯡ ꯑꯁꯤ ꯑꯆꯧꯕꯥ ꯑꯃꯅꯤ ꯀꯦꯔꯦꯛꯇꯔ ꯈꯨꯗꯤꯡꯃꯛ ꯃꯄꯨꯡ ꯐꯥꯅ ꯈꯪꯍꯜꯂꯤ ꯑꯃꯁꯨꯡ ꯅꯨꯡꯉꯥꯏꯕ ꯑꯃꯁꯨꯡ ꯊꯣꯏꯗꯣꯛꯄ ꯃꯑꯣꯡꯗ ꯎꯠꯂꯤ꯫ ꯀ꯭ꯂꯥꯁ ꯁ꯭ꯠꯔꯒꯂꯒꯤ ꯊꯤꯝꯁꯤꯡ ꯑꯃꯁꯨꯡ ꯁꯦꯜ ꯌꯥꯝꯅ ꯇꯥꯟꯕꯥ ꯑꯃꯁꯨꯡ ꯂꯥꯢꯔꯕꯁꯤꯡꯒꯤ ꯃꯔꯛꯇ ꯂꯩꯔꯤꯕ ꯈꯦꯠꯅꯕ ꯑꯁꯤ ꯊꯋꯥꯏ ꯌꯥꯎꯕ ꯑꯃꯁꯨꯡ ꯋꯥꯈꯜ ꯋꯥꯕ ꯑꯅꯤꯃꯛꯀꯤ ꯃꯑꯣꯡꯗ ꯊꯤꯖꯤꯜꯂꯤ꯫ ꯄꯦꯔꯥꯁꯥꯏꯠ ꯑꯁꯤ ꯀ꯭ꯔꯦꯗꯤꯠ ꯔꯣꯜꯒꯤ ꯃꯇꯨꯡꯗ ꯃꯇꯝ ꯁꯥꯡꯅ ꯅꯍꯥꯛꯀ ꯂꯣꯢꯅꯅꯥ ꯂꯩꯃꯤꯟꯅꯒꯗꯕꯥ ꯐꯤꯂꯝ ꯑꯃꯅꯤ꯫ ꯃꯁꯤ ꯈꯨꯟꯅꯥꯏ ꯂꯦꯞꯄꯥ ꯂꯩꯇꯅꯥ ꯌꯦꯡꯁꯤꯟꯕ ꯑꯃꯅꯤ ꯑꯃꯁꯨꯡ ꯈ꯭ꯋꯥꯏꯗꯒꯤ ꯐꯕ ꯃꯑꯣꯡꯗ ꯋꯥꯔꯤ ꯂꯤꯕꯒꯤ ꯈꯨꯗꯝ ꯑꯃꯅꯤ꯫ ꯋꯥꯈꯜ ꯋꯥꯕ ꯑꯃꯁꯨꯡ ꯌꯥꯝꯅ ꯅꯨꯡꯉꯥꯏꯕ ꯁꯤꯅꯦꯃꯥꯒꯤ ꯑꯦꯛꯁꯄꯔꯤꯌꯦꯟꯁ ꯑꯃ ꯊꯤꯔꯤꯕꯥ ꯃꯤꯑꯣꯏ ꯈꯨꯗꯤꯡꯃꯛꯇ ꯑꯩꯅꯥ ꯐꯤꯂꯝ ꯑꯁꯤ ꯌꯥꯝꯅ ꯇꯛꯁꯤꯜꯂꯤ꯫ ꯂꯣꯖꯤꯀꯦꯜ ꯑꯥꯔꯒꯨꯃꯦꯟꯇ ꯑꯃ ꯏꯟꯕꯒꯤꯗꯃꯛ ꯃꯊꯛꯇꯒꯤ ꯍꯧꯅꯥ ꯑꯥꯎꯇꯂꯥꯏꯟ ꯑꯃꯥ ꯁꯦꯝꯃꯨ꯫ ꯗꯤꯄ꯭ꯔꯦꯁꯟ ꯑꯁꯤ ꯁꯃꯨꯗ꯭ꯔ ꯑꯃꯒ ꯆꯥꯡꯗꯝꯅꯕꯥ꯫ ꯗꯤꯄ꯭ꯔꯦꯁꯟ ꯑꯁꯤ ꯁꯃꯨꯗ꯭ꯔ ꯑꯃꯒ ꯆꯥꯡꯗꯝꯅꯕꯥ ꯌꯥꯏ ꯃꯔꯝꯗꯤ ꯑꯅꯤꯃꯛ ꯑꯁꯤ ꯃꯈꯣꯢꯒꯤ ꯑꯋꯥꯡꯕꯥ ꯑꯃꯁꯨꯡ ꯄꯥꯛ-ꯆꯥꯎꯕꯒꯤ ꯃꯑꯣꯡꯗ ꯄꯥꯛ-ꯆꯥꯎꯏ ꯑꯃꯁꯨꯡ ꯌꯥꯝꯅꯥ ꯋꯥꯡꯏ꯫ ꯁꯃꯨꯗ꯭ꯔ ꯑꯁꯤ ꯃꯤꯀꯨꯞ ꯑꯃꯗ ꯅꯤꯡꯊꯤꯖꯅ ꯂꯩꯕꯥ ꯌꯥꯏ ꯑꯃꯁꯨꯡ ꯃꯊꯪꯒꯤ ꯃꯤꯀꯨꯞ ꯑꯃꯗꯥ ꯇꯝꯊꯤꯕ ꯑꯣꯏꯕꯥ ꯌꯥꯏ ꯋꯥꯈꯜ ꯅꯨꯡꯉꯥꯏꯇꯕ ꯑꯁꯤ ꯇꯝꯄꯥꯛꯇ ꯂꯥꯛꯄ ꯑꯃꯁꯨꯡ ꯆꯠꯄꯥ ꯌꯥꯏ꯫ ꯃꯇꯝ ꯈꯔꯗꯗꯤ ꯃꯁꯤ ꯁꯨꯞꯅꯒꯤ ꯏꯁꯤꯡꯗ ꯆꯦꯟꯊꯈꯤꯕꯒꯨꯝꯅ ꯐꯥꯎꯕ ꯌꯥꯏ ꯑꯗꯨꯒ ꯑꯇꯩ ꯈꯔꯗꯗꯤ ꯃꯄꯥꯡꯒꯜ ꯀꯟꯕ ꯏꯁꯤꯡꯒꯤ ꯏꯆꯦꯜꯁꯤꯡꯅ ꯃꯈꯥꯗ ꯆꯦꯟꯊꯔꯛꯄꯒꯨꯝꯅ ꯐꯥꯎꯕ ꯌꯥꯏ꯫ ꯁꯃꯨꯗ꯭ꯔꯒꯨꯝꯅ ꯗꯤꯄ꯭ꯔꯦꯁꯟ ꯑꯁꯤꯁꯨ ꯊꯥꯖꯗꯕ ꯑꯃꯁꯨꯡ ꯆꯠꯊꯣꯛ-ꯆꯠꯁꯤꯟ ꯇꯧꯕꯗ ꯋꯥꯕ ꯑꯣꯏꯕꯥ ꯌꯥꯏ꯫ ꯂꯝꯀꯣꯢꯕ ꯑꯃꯅ ꯅꯨꯡꯁꯤꯠꯀꯤ ꯃꯥꯏꯀꯩꯗ ꯂꯥꯛꯄ ꯉꯝꯗꯕꯒꯨꯝꯅ ꯋꯥꯈꯜ ꯅꯨꯡꯉꯥꯏꯇꯕ ꯃꯤꯑꯣꯏꯁꯤꯡꯅ ꯅꯨꯡꯉꯥꯏꯕ ꯑꯃꯁꯨꯡ ꯅꯨꯡꯉꯥꯏꯕꯒꯤ ꯃꯤꯀꯨꯞꯁꯤꯡ ꯐꯪꯕꯗ ꯋꯥꯅ ꯊꯣꯛꯄꯥ ꯌꯥꯏ꯫ ꯁꯃꯨꯗ꯭ꯔ ꯑꯁꯤ ꯑꯃꯝꯕ ꯑꯃꯁꯨꯡ ꯃꯩꯈꯨ ꯆꯦꯟꯗꯕ ꯑꯣꯏꯕꯥ ꯌꯥꯏ ꯃꯁꯛ ꯈꯪꯗꯕꯥ ꯈꯨꯗꯣꯡꯊꯤꯕꯁꯤꯡ ꯑꯁꯤ ꯃꯤꯠꯌꯦꯡꯗꯒꯤ ꯂꯥꯞꯅꯥ ꯂꯩꯕꯥ ꯌꯥꯏ ꯑꯃꯁꯨꯡ ꯃꯁꯤꯒꯥ ꯃꯥꯟꯅꯅ ꯋꯥꯈꯜ ꯅꯨꯡꯉꯥꯏꯇꯕꯥ ꯑꯁꯤꯅꯥ ꯇꯨꯡꯗꯥ ꯑꯥꯁꯥ ꯑꯃꯁꯨꯡ ꯑꯐꯕ ꯋꯥꯈꯜꯂꯣꯟ ꯎꯕꯥ ꯐꯪꯕꯗ ꯑꯋꯥꯕ ꯑꯣꯏꯍꯟꯕ ꯌꯥꯏ꯫ ꯑꯗꯨꯕꯨ ꯁꯃꯨꯗ꯭ꯔ ꯑꯁꯤ ꯑꯆꯧꯕ ꯁꯥꯟꯇꯤ ꯑꯃꯁꯨꯡ ꯐꯖꯕꯒꯤ ꯍꯧꯔꯛꯐꯝ ꯑꯃ ꯑꯣꯏꯕ ꯌꯥꯕꯒꯨꯝ ꯋꯥꯈꯜ ꯅꯨꯡꯉꯥꯏꯇꯕ ꯃꯇꯝꯗꯁꯨ ꯅꯨꯡꯉꯥꯏꯕꯒꯤ ꯃꯤꯀꯨꯞꯁꯤꯡ ꯂꯩꯕꯥ ꯌꯥꯏ꯫ ꯏꯁꯤꯡꯒꯤ ꯃꯊꯛꯇ ꯅꯨꯃꯤꯠ ꯊꯣꯛꯄꯥ ꯇꯨꯔꯦꯜꯗ ꯆꯦꯟꯊꯔꯛꯄ ꯇꯝꯄꯥꯛꯀꯤ ꯈꯣꯟꯖꯦꯜ- ꯃꯤꯀꯨꯞꯁꯤꯡ ꯑꯁꯤꯅ ꯅꯣꯡꯂꯩ-ꯅꯨꯡꯁꯤꯠꯀꯤ ꯃꯔꯛꯇ ꯐꯥꯎꯕ ꯅꯨꯡꯉꯥꯏꯕ ꯑꯃꯁꯨꯡ ꯅꯨꯡꯉꯥꯏꯕꯒꯤ ꯋꯥꯈꯜꯂꯣꯟ ꯑꯃꯥ ꯄꯤꯕꯥ ꯉꯝꯒꯅꯤ꯫ ꯃꯇꯧ ꯑꯁꯨꯝꯅꯥ ꯋꯥꯈꯜ ꯅꯨꯡꯉꯥꯏꯇꯕꯥ ꯂꯩꯕꯁꯤꯡꯅꯥ ꯁꯥꯟꯇꯤ ꯑꯃꯁꯨꯡ ꯑꯥꯁꯥꯒꯤ ꯃꯤꯀꯨꯞꯁꯤꯡ ꯐꯪꯂꯕꯥ ꯌꯥꯏ ꯑꯃꯁꯨꯡ ꯃꯤꯀꯨꯞꯁꯤꯡ ꯑꯗꯨ ꯉꯥꯛꯇꯨꯅ ꯊꯝꯕ ꯑꯃꯁꯨꯡ ꯃꯥꯡꯂꯣꯝꯗꯥ ꯆꯪꯁꯤꯟꯕꯗ ꯁꯤꯖꯤꯟꯅꯕ ꯑꯁꯤ ꯌꯥꯝꯅ ꯃꯔꯨꯑꯣꯏ꯫